ꯃꯥꯂꯦꯝꯗ ꯆꯠꯀꯗꯕ ꯈ꯭ꯋꯥꯏꯗꯒꯤ ꯐꯕ ꯂꯩꯕꯥꯛ ꯃꯉꯥꯒꯤ ꯂꯤꯁ꯭ꯠ ꯑꯃ ꯄꯟꯕꯤꯌꯨ꯫ ꯏꯇꯥꯂꯤ ꯏꯅꯥꯛ ꯈꯨꯜꯂꯕ ꯑꯥꯔꯠ, ꯄꯨꯋꯥꯔꯤ, ꯐꯦꯁꯟ, ꯑꯃꯁꯨꯡ ꯆꯥꯛꯆꯥ-ꯏꯊꯛꯁꯤꯡꯒꯤꯗꯃꯛꯇ ꯈꯪꯅꯔꯕ ꯏꯇꯥꯂꯤ ꯑꯁꯤ ꯂꯝꯀꯣꯏꯕꯁꯤꯡꯒꯤ ꯃꯀꯣꯛ ꯊꯣꯡꯕ ꯃꯐꯝ ꯑꯃꯅꯤ꯫ ꯚꯦꯅꯤꯁꯀꯤ ꯀꯦꯅꯦꯜꯁꯤꯡ, ꯔꯣꯝꯒꯤ ꯑꯁꯣꯛꯄ ꯃꯐꯝꯁꯤꯡ, ꯅꯠꯇ꯭ꯔꯒ ꯇꯨꯁꯀꯥꯟꯒꯤ ꯂꯝꯂꯛꯀꯤ ꯂꯧꯕꯨꯛꯁꯤꯡ ꯌꯦꯡꯁꯤꯟꯕ ꯑꯣꯏꯔꯕꯁꯨ, ꯃꯤꯄꯨꯝ ꯈꯨꯗꯤꯡꯃꯛꯀꯤꯗꯃꯛ ꯀꯔꯤꯒꯨꯝꯕ ꯈꯔꯥ ꯂꯩ꯫ ꯖꯄꯥꯟ ꯑꯔꯤꯕ ꯆꯠꯅꯕꯤꯁꯤꯡ ꯑꯃꯁꯨꯡ ꯑꯅꯧꯕ ꯇꯦꯛꯅꯣꯂꯣꯖꯤ ꯄꯨꯟꯁꯤꯟꯅꯗꯨꯅ ꯖꯄꯥꯟ ꯑꯁꯤ ꯑꯈꯟꯅꯕ ꯀꯜꯆꯔ ꯑꯃꯒ ꯂꯣꯏꯅꯅ ꯄꯨꯛꯅꯤꯡ ꯆꯤꯡꯁꯤꯟꯅꯤꯡꯉꯥꯏ ꯑꯣꯏꯕ ꯂꯩꯕꯥꯛ ꯑꯃꯅꯤ꯫ ꯚꯤꯖꯤꯇꯔꯁꯤꯡꯅ ꯇꯣꯀꯤꯑꯣꯒꯤ ꯃꯉꯥꯜ ꯌꯥꯝꯅ ꯇꯥꯕ ꯃꯉꯥꯜ ꯑꯃꯁꯨꯡ ꯃꯤ ꯌꯥꯝꯅ ꯇꯤꯟꯕ ꯂꯝꯕꯤꯁꯤꯡꯗꯒꯤ ꯍꯧꯔꯒ ꯀꯤꯌꯣꯇꯣꯒꯤ ꯁꯥꯟꯇꯤ ꯂꯩꯕ ꯂꯥꯏꯁꯪꯁꯤꯡ ꯑꯃꯁꯨꯡ ꯕꯥꯒꯥꯟꯁꯤꯡ ꯐꯥꯎꯕ ꯌꯦꯡꯕ ꯌꯥꯒꯅꯤ꯫ ꯐ꯭ꯔꯥꯟꯁ – ꯄꯦꯔꯤꯁꯀꯤ ꯃꯃꯤꯡ ꯂꯩꯔꯕ ꯏꯐꯦꯜ ꯇꯋꯥꯔ ꯑꯃꯁꯨꯡ ꯂꯧꯎ-ꯁꯤꯡꯎꯒꯤ ꯃ꯭ꯌꯨꯖꯤꯌꯝꯗꯒꯤ ꯍꯧꯔꯒ ꯊꯣꯏꯗꯣꯛ ꯍꯦꯟꯗꯣꯛꯄ ꯐ꯭ꯔꯦꯟꯆ ꯔꯤꯚꯤꯌꯥꯔꯥ ꯑꯃꯁꯨꯡ ꯕꯣꯔꯗꯔꯒꯤ ꯋꯥꯏꯟ ꯔꯤꯖꯟꯁꯤꯡ ꯐꯥꯎꯕ, ꯐ꯭ꯔꯥꯟꯁ ꯑꯁꯤ ꯀꯌꯥ ꯑꯃꯒꯤ ꯃꯪꯂꯥꯟꯒꯤ ꯃꯐꯝ ꯑꯃꯅꯤ꯫ ꯂꯩꯕꯥꯛ ꯑꯁꯤ ꯀꯂꯥ ꯑꯃꯁꯨꯡ ꯐꯦꯁꯟꯒꯤ ꯃꯃꯤꯡ ꯆꯠꯂꯤ꯫ ꯅ꯭ꯌꯨ ꯖꯤꯂꯦꯟꯗ – ꯅꯣꯡꯖꯨ-ꯅꯨꯡꯁꯥ ꯈꯥꯏꯗꯣꯛꯄ ꯇꯨꯔꯦꯜꯁꯤꯡꯗꯒꯤ ꯍꯧꯔꯒ ꯑꯁꯦꯡꯕ ꯁꯃꯨꯗ꯭ꯔ ꯈꯣꯡꯕꯥꯜꯁꯤꯡ ꯐꯥꯎꯕ ꯑꯉꯛꯄ ꯃꯍꯧꯁꯥꯒꯤ ꯐꯖꯕꯅ ꯃꯔꯝ ꯑꯣꯏꯗꯨꯅ ꯅ꯭ꯌꯨ ꯖꯤꯂꯦꯟꯗ ꯑꯁꯤ ꯃꯄꯥꯟꯗ ꯅꯨꯡꯁꯤꯖꯕꯁꯤꯡꯒꯤ ꯄꯥꯔꯥꯗꯥꯏꯁ ꯑꯃꯅꯤ꯫ ꯚꯤꯖꯤꯇꯔꯁꯤꯡꯅ ꯃꯈꯜ ꯀꯌꯥꯒꯤ ꯑꯦꯗꯚꯦꯟꯆꯔ ꯁ꯭ꯄꯣꯔꯠꯁꯁꯤꯡ ꯌꯦꯡꯕ ꯌꯥꯒꯅꯤ, ꯃꯁꯤꯒꯤ ꯂꯣꯏꯅ ꯃꯁꯤꯒ ꯂꯣꯏꯅꯅ ꯃꯥꯎꯔꯤ ꯀꯜꯆꯔ ꯑꯃꯁꯨꯡ ꯍꯣꯕꯤꯇꯟ ꯃꯨꯚꯤ ꯁꯦꯠ ꯌꯦꯡꯕ ꯌꯥꯒꯅꯤ꯫ ꯑꯣꯁꯇ꯭ꯔꯦꯂꯤꯌꯥ ꯑꯥꯎꯠꯕꯦꯛꯇꯒꯤ ꯍꯧꯔꯒ ꯒ꯭ꯔꯦꯠ ꯕꯦꯔꯤꯌꯥꯔ ꯔꯤꯐ ꯐꯥꯎꯕꯒꯤ ꯇꯣꯞ ꯇꯣꯞꯄ ꯂꯝꯗꯝ ꯑꯃ ꯑꯣꯏꯔꯤꯕ ꯑꯣꯁꯇ꯭ꯔꯦꯂꯤꯌꯥ ꯑꯁꯤ ꯌꯦꯡꯕ ꯑꯃꯁꯨꯡ ꯇꯧꯕ ꯌꯥꯕ ꯀꯌꯥ ꯂꯩꯕ ꯄꯥꯛ ꯆꯥꯎꯔꯕ ꯂꯩꯕꯥꯛ ꯑꯃꯅꯤ꯫ ꯁꯤꯗꯅꯤ, ꯃꯦꯜꯕꯣꯔꯟ, ꯑꯃꯁꯨꯡ ꯕ꯭ꯔꯤꯁꯕꯦꯟ ꯑꯁꯤ ꯊꯋꯥꯏ ꯌꯥꯎꯕ ꯁꯍꯔꯁꯤꯡꯅꯤ, ꯑꯗꯨꯒ ꯂꯩꯕꯥꯛ ꯑꯁꯤꯒꯤ ꯅꯦꯁꯅꯦꯜ ꯄꯥꯔꯛꯁꯤꯡꯗ ꯂꯩꯕ ꯂꯝꯂꯛꯀꯤ ꯁꯥ-ꯎꯆꯦꯛꯁꯤꯡ ꯑꯃꯁꯨꯡ ꯃꯍꯧꯁꯥꯒꯤ ꯑꯦꯗꯚꯦꯟꯆꯔꯁꯤꯡ ꯑꯁꯤ ꯌꯦꯡꯕ ꯌꯥꯏ꯫